ꯑꯦꯄꯜ ꯑꯁꯤ ꯎꯃꯪꯗꯒꯤ ꯂꯥꯞꯅ ꯂꯩꯇꯦ ꯍꯥꯏꯕ ꯋꯥꯍꯩ ꯑꯁꯤꯅ ꯑꯉꯥꯡꯁꯤꯡꯅ ꯍꯛꯆꯥꯡꯒꯤ ꯃꯑꯣꯡ-ꯃꯇꯧ, ꯂꯝꯆꯠ-ꯁꯥꯖꯠ ꯑꯃꯁꯨꯡ/ꯅꯠꯇ꯭ꯔꯒ ꯄꯔꯁꯣꯅꯦꯂꯤꯇꯤꯒꯤ ꯃꯑꯣꯡ-ꯃꯇꯧꯁꯤꯡꯒꯤ ꯃꯇꯥꯡꯗ ꯃꯈꯣꯏꯒꯤ ꯃꯃꯥ-ꯃꯄꯥꯁꯤꯡꯒ ꯃꯥꯟꯅꯍꯟꯕ ꯉꯝꯃꯤ ꯍꯥꯢꯕꯁꯤ ꯇꯥꯛꯏ ꯫ ꯋꯥꯍꯩ ꯄꯔꯦꯡ ꯑꯁꯤ ꯖꯦꯅꯦꯇꯤꯛꯁꯀꯤ ꯋꯥꯈꯜꯂꯣꯟꯒ ꯃꯔꯤ ꯂꯩꯅꯩ ꯃꯔꯝꯗꯤ ꯍꯛꯆꯥꯡꯒꯤ ꯃꯑꯣꯡ ꯃꯇꯧ, ꯂꯝꯆꯠ-ꯁꯥꯖꯠ ꯑꯃꯁꯨꯡ ꯄꯔꯁꯣꯅꯦꯂꯤꯇꯤꯒꯤ ꯃꯒꯨꯟꯁꯤꯡ ꯑꯁꯤ ꯖꯤꯟꯒꯤ ꯈꯨꯠꯊꯥꯡꯗ ꯃꯤꯔꯣꯜ ꯑꯃꯗꯒꯤ ꯃꯊꯪꯒꯤ ꯃꯤꯔꯣꯜ ꯑꯃꯗ ꯏꯟꯍꯦꯔꯤꯠ ꯇꯧꯕ ꯌꯥꯏ꯫ ꯖꯤꯟꯁꯤꯡ ꯑꯁꯤ ꯑꯀꯛꯅꯕ ꯃꯒꯨꯟꯁꯤꯡ ꯂꯦꯞꯊꯣꯛꯄ ꯗꯤꯑꯣꯛꯁꯤꯔꯥꯏꯕꯣ ꯅꯤꯌꯨꯀ꯭ꯂꯤꯛ ꯑꯦꯁꯤꯠ ꯒꯤ ꯁꯦꯒꯃꯦꯟꯇꯁꯤꯡꯅꯤ ꯑꯃꯁꯨꯡ ꯃꯃꯥ-ꯃꯄꯥꯁꯤꯡꯗꯒꯤ ꯃꯆꯥꯁꯤꯡꯗ ꯌꯧꯍꯜꯂꯤ꯫ ꯑꯦꯛꯁꯄ꯭ꯔꯦꯁꯟ ꯑꯁꯤꯅ ꯑꯩꯈꯣꯏ ꯀꯅꯥꯅꯣ ꯍꯥꯏꯕꯗꯨ ꯁꯦꯝꯒꯠꯄꯗ ꯖꯦꯅꯦꯇꯤꯛꯁꯅ ꯂꯧꯔꯤꯕ ꯊꯧꯗꯥꯡ ꯑꯗꯨ ꯐꯣꯡꯗꯣꯛꯂꯤ ꯃꯔꯝꯗꯤ ꯑꯩꯈꯣꯏꯒꯤ ꯃꯃꯥ-ꯃꯄꯥꯗꯒꯤ ꯑꯩꯈꯣꯏꯅ ꯂꯧꯔꯤꯕ ꯂꯝꯋꯠ-ꯁꯥꯖꯠꯁꯤꯡ ꯑꯁꯤꯅ ꯑꯩꯈꯣꯏꯒꯤ ꯑꯄꯨꯟꯕ ꯃꯑꯣꯡ ꯃꯇꯧ, ꯂꯝꯆꯠ-ꯁꯥꯖꯠ ꯑꯃꯁꯨꯡ ꯄꯔꯁꯣꯅꯦꯂꯤꯇꯤꯗ ꯃꯔꯨꯑꯣꯏꯕ ꯏꯊꯤꯜ ꯄꯤꯕ ꯉꯝꯒꯅꯤ ꯫ ꯑꯃꯦꯔꯤꯀꯥꯒꯤ ꯐꯤꯔꯥꯜ ꯁꯦꯝꯂꯤꯕ ꯃꯆꯨ ꯑꯅꯤ ꯑꯗꯨ ꯈꯪꯗꯣꯛꯄ꯫ ꯑꯃꯦꯔꯤꯀꯥꯒꯤ ꯐꯤꯔꯥꯜ ꯑꯁꯤ ꯂꯥꯜ, ꯑꯉꯧꯕ ꯑꯃꯁꯨꯡ ꯅꯤꯜ ꯌꯥꯎꯏ꯫ ꯗꯦꯇꯥ ꯁꯥꯏꯟꯁ ꯍꯥꯢꯕꯁꯤ ꯀꯔꯤꯅꯣ? ꯗꯦꯇꯥ ꯁꯥꯏꯟꯁ ꯑꯁꯤ ꯏꯟꯇꯔꯗꯤꯁꯤꯄ꯭ꯂꯤꯅꯔꯤ ꯐꯤꯜꯗ ꯑꯃꯅꯤ ꯃꯁꯤꯗ ꯃꯦꯊꯃꯦꯇꯤꯀꯦꯜ ꯑꯃꯁꯨꯡ ꯁ꯭ꯇꯦꯇꯤꯁꯇꯤꯀꯦꯜ ꯃꯦꯊꯗꯁꯤꯡ, ꯑꯦꯜꯒꯣꯔꯤꯊꯝꯁꯤꯡ ꯑꯃꯁꯨꯡ ꯀꯝꯄ꯭ꯌꯨꯇꯔ ꯁꯥꯏꯟꯁꯀꯤ ꯇꯦꯛꯅꯤꯛꯁꯤꯡ ꯁꯤꯖꯤꯟꯅꯗꯨꯅ ꯁ꯭ꯇꯔꯀꯆꯔꯦꯜ ꯑꯃꯁꯨꯡ ꯑꯅꯁ꯭ꯇꯔꯀꯆꯔꯦꯜ ꯗꯦꯇꯥꯗꯒꯤ ꯑꯔꯊ ꯂꯩꯕ ꯋꯥꯈꯜꯂꯣꯟꯁꯤꯡ ꯑꯃꯁꯨꯡ ꯂꯧꯁꯤꯡ ꯂꯧꯊꯣꯛꯄ ꯌꯥꯎꯔꯤ꯫ ꯗꯦꯇꯥ ꯁꯥꯏꯟꯁꯅ ꯁ꯭ꯇꯦꯇꯤꯁꯇꯤꯛꯁ, ꯀꯝꯄ꯭ꯌꯨꯇꯔ ꯁꯥꯏꯟꯁ, ꯃꯦꯊꯃꯦꯇꯤꯛꯁ ꯑꯃꯁꯨꯡ ꯏꯟꯐꯣꯔꯃꯦꯁꯟ ꯁꯥꯏꯟꯁ ꯌꯥꯎꯅ ꯇꯣꯉꯥꯟ-ꯇꯣꯉꯥꯟꯕ ꯗꯤꯁꯤꯄ꯭ꯂꯤꯟ ꯀꯌꯥ ꯄꯨꯟꯁꯤꯜꯂꯤ ꯑꯃꯁꯨꯡ ꯃꯁꯤꯅ ꯑꯣꯔꯒꯥꯅꯥꯏꯖꯦꯁꯟꯁꯤꯡꯅ ꯍꯦꯟꯅ ꯏꯟꯐꯣꯔꯃꯦꯁꯟ ꯂꯩꯕ ꯋꯥꯔꯦꯞ ꯂꯧꯕꯗ ꯃꯇꯦꯡ ꯄꯥꯡꯅꯕ ꯀꯝꯄ꯭ꯂꯦꯛꯁ ꯗꯦꯇꯥ ꯑꯦꯅꯥꯂꯥꯏꯖ ꯇꯧꯕ ꯑꯃꯁꯨꯡ ꯏꯟꯇꯔꯄ꯭ꯔꯥꯏꯖ ꯇꯧꯕꯗ ꯁꯤꯖꯤꯟꯅꯩ꯫ ꯗꯦꯇꯥ ꯁꯥꯏꯟꯇꯤꯁ꯭ꯇꯁꯤꯡꯅ ꯃꯦꯁꯤꯟ ꯂꯔꯅꯤꯡ, ꯄ꯭ꯔꯤꯗꯤꯛꯇꯤꯚ ꯃꯣꯗꯦꯂꯤꯡ ꯑꯃꯁꯨꯡ ꯗꯦꯇꯥ ꯚꯤꯖꯨꯑꯦꯂꯥꯏꯖꯦꯁꯟꯒꯨꯝꯕ ꯇꯦꯛꯅꯤꯛꯁꯤꯡ ꯁꯤꯖꯤꯟꯅꯗꯨꯅ ꯗꯦꯇꯥꯗ ꯇ꯭ꯔꯦꯟꯗꯁꯤꯡ ꯊꯤꯕ ꯑꯃꯁꯨꯡ ꯇꯨꯡꯗ ꯊꯣꯛꯀꯗꯕ ꯊꯧꯗꯣꯛꯁꯤꯡ ꯅꯠꯇ꯭ꯔꯒ ꯇ꯭ꯔꯦꯟꯗꯁꯤꯡꯒꯤ ꯃꯇꯥꯡꯗ ꯄ꯭ꯔꯤꯗꯤꯛꯁꯟ ꯇꯧꯏ꯫ ꯗꯦꯇꯥ ꯁꯥꯏꯟꯁ ꯑꯁꯤ ꯍꯦꯜꯊꯀꯦꯌꯔ, ꯐꯥꯏꯅꯥꯟꯁ, ꯃꯥꯔꯀꯦꯇꯤꯡ ꯑꯃꯁꯨꯡ ꯇꯦꯛꯅꯣꯂꯣꯖꯤꯒꯨꯝꯕ ꯏꯟꯗꯁꯇ꯭ꯔꯤ ꯀꯌꯥꯗ ꯄꯥꯛ ꯁꯟꯅ ꯁꯤꯖꯤꯟꯅꯩ, ꯃꯁꯤꯅ ꯕꯤꯖꯤꯅꯦꯁ ꯑꯣꯄꯔꯦꯁꯟꯁꯤꯡ ꯐꯒꯠꯍꯟꯅꯕ, ꯏꯅꯣꯚꯦꯁꯟ ꯊꯧꯒꯠꯅꯕ ꯑꯃꯁꯨꯡ ꯀꯝꯄꯤꯇꯤꯇꯤꯚ ꯑꯦꯗꯚꯥꯟꯇꯦꯖ ꯑꯃ ꯐꯪꯍꯜꯂꯤ꯫ ꯄꯤꯔꯤꯕ ꯋꯥꯍꯩꯁꯤꯡ ꯑꯗꯨ ꯔꯦꯡꯀ ꯇꯧꯗꯨꯅ, ꯃꯈꯣꯏꯕꯨ ꯈ꯭ꯋꯥꯏꯗꯒꯤ ꯃꯄꯥꯡꯒꯜ ꯀꯟꯕ ꯑꯗꯨꯗꯒꯤ ꯈ꯭ꯋꯥꯏꯗꯒꯤ ꯂꯨꯕ ꯋꯥꯍꯩꯁꯤꯡꯗ ꯑꯣꯔꯗꯔ ꯇꯧ꯫ ꯂꯤꯐꯠ, ꯄꯨꯜ, ꯄꯨꯁ ꯇꯧꯕ꯫ ꯐꯤꯖꯤꯀꯦꯜ ꯐꯣꯔꯁꯀꯤ ꯃꯇꯥꯡꯗ ꯍꯥꯏꯔꯕꯗ, ꯈ꯭ꯋꯥꯏꯗꯒꯤ ꯃꯄꯥꯡꯒꯜ ꯀꯜꯂꯕꯗꯤ ꯈ꯭ꯋꯥꯏꯗꯒꯤ ꯂꯨꯕ ꯐꯥꯎꯕꯒꯤ ꯃꯇꯨꯡ ꯏꯟꯅ ꯁꯛꯇꯤꯒꯤ ꯍꯥꯏꯔꯥꯔꯀꯤ ꯑꯁꯤ ꯃꯈꯥꯗ ꯄꯤꯔꯤꯕꯁꯤꯒꯨꯝꯅ ꯑꯣꯏꯒꯅꯤ: ꯂꯤꯐ, ꯄꯨꯁ, ꯄꯨꯜ꯫ ꯂꯣꯜꯒꯤ ꯃꯔꯨꯑꯣꯏꯕꯒꯤ ꯃꯇꯥꯡꯗ ꯋꯥ ꯉꯥꯡꯕ ꯑꯃꯒꯤꯗꯃꯛ ꯑꯥꯎꯇꯂꯥꯏꯟ ꯑꯃ ꯁꯦꯝꯕ꯫ ꯏꯟꯇ꯭ꯔꯣꯗ꯭ꯌꯨꯁꯟ ꯑꯦꯇꯦꯟꯁꯟ-ꯒꯦꯇꯔ: ꯂꯣꯜꯒꯤ ꯁꯛꯇꯤꯒꯤ ꯃꯇꯥꯡꯗ ꯁꯛꯇꯤ ꯂꯩꯕ ꯋꯥꯐꯝ ꯑꯃ ꯅꯠꯇ꯭ꯔꯒ ꯀꯣꯠ ꯑꯃꯗꯒꯤ ꯍꯧꯕ꯫ ꯊꯤꯁꯤꯁ ꯁ꯭ꯇꯦꯠꯃꯦꯟꯇ: ꯂꯣꯜ ꯑꯁꯤ ꯀꯝꯃ꯭ꯌꯨꯅꯤꯀꯦꯁꯟ ꯑꯃꯁꯨꯡ ꯃꯁꯥꯅ ꯃꯁꯥꯕꯨ ꯐꯣꯡꯗꯣꯛꯆꯕꯒꯤ ꯃꯔꯨꯑꯣꯏꯕ ꯈꯨꯠꯂꯥꯏ ꯑꯃꯅꯤ ꯍꯥꯏꯕꯒꯤ ꯁꯦꯟꯇ꯭ꯔꯦꯜ ꯋꯥꯈꯜꯂꯣꯟ ꯑꯗꯨ ꯄꯤꯌꯨ꯫ ꯄꯣꯏꯟꯇꯁꯤꯡꯒꯤ ꯃꯃꯥꯡꯗ ꯌꯦꯡꯁꯤꯟꯕ: ꯏꯟꯇ꯭ꯔꯣꯗ꯭ꯌꯨꯁꯟ ꯇꯧꯕ꯫